ꯃꯤꯔꯥꯕꯥꯏ ꯆꯅꯨꯒꯤ ꯃꯥꯢ ꯄꯥꯛꯄ ꯑꯁꯤ ꯏꯟꯗꯤꯌꯥ ꯒꯤ ꯑꯣꯢꯅ ꯀꯦꯖꯤ ꯅꯤꯐꯨ - ꯃꯥꯄꯟ ꯒꯤ ꯂꯝꯗꯒꯤ ꯔꯦꯀꯣꯔꯗ ꯑꯃ ꯑꯣꯢꯈꯤ꯫ ꯃꯍꯥꯛꯅ ꯃꯍꯥꯛꯀꯤ ꯔꯦꯀꯣꯔꯗ ꯑꯁꯤ ꯊꯥ ꯃꯔꯤꯒꯤ ꯃꯇꯨꯡꯗ ꯒꯤ ꯁꯦꯅꯤꯌꯔ ꯅꯦꯁꯅꯦꯜ ꯑꯔꯨꯝꯕ ꯊꯥꯡꯒꯠꯄꯒꯤ ꯃꯁꯥꯟꯅ ꯒꯤ ꯆꯥꯡꯗꯝꯅꯕꯗ ꯁꯅꯥꯒꯤ ꯃꯦꯗꯜ ꯐꯪꯗꯨꯅ ꯑꯃꯨꯛꯀ ꯊꯨꯒꯥꯢꯈꯤ꯫ ꯃꯤꯔꯥꯕꯥꯢ ꯆꯅꯨꯅ ꯂꯤꯁꯤꯡ ꯑꯅꯤꯒ ꯀꯨꯟꯗ ꯇꯣꯀ꯭ꯌꯣ ꯒꯤ ꯁꯝꯃꯔ ꯑꯣꯂꯤꯝꯄꯤꯛꯁꯇ ꯏꯟꯗꯤꯌꯥꯒꯤ ꯑꯍꯥꯟꯕ ꯃꯦꯗꯜ ꯐꯪꯕ ꯁꯥꯟꯅꯔꯣꯢ ꯑꯣꯢꯈꯤ꯫ ꯃꯁꯤ ꯃꯃꯥꯡꯗ ꯀꯔꯅꯝ ꯃꯂꯦꯁ꯭ꯋꯔꯤꯅ ꯑꯣꯂꯤꯝꯄꯤꯛꯁꯇ ꯑꯔꯨꯝꯕ ꯊꯥꯡꯒꯠꯄꯒꯤ ꯃꯁꯥꯟꯅꯒꯤ ꯆꯥꯡꯗꯝꯅꯕꯗ ꯃꯦꯗꯜ ꯐꯪꯈꯤꯕꯗꯨꯒꯤ ꯑꯅꯤꯁꯨꯕꯅꯤ꯫ ꯂꯤꯁꯤꯡ ꯑꯅꯤꯒ ꯇꯔꯥꯅꯤꯄꯥꯥꯟꯗ ꯃꯍꯥꯛ ꯑꯁꯤ ꯏꯟꯗꯤꯌꯥꯒꯤ ꯈ꯭ꯋꯥꯢꯗꯒꯤ ꯊꯥꯛ ꯋꯥꯡꯕ ꯃꯅꯥ "ꯔꯥꯖꯤꯚ ꯒꯥꯟꯙꯤ ꯈꯦꯜ ꯔꯠꯅ" ꯃꯅꯥ ꯄꯤꯗꯨꯅ ꯏꯟꯗꯤꯌꯥ ꯂꯩꯉꯥꯛꯅ ꯏꯀꯥꯢ ꯈꯨꯝꯅꯈ꯭ꯔꯦ꯫ ꯂꯤꯁꯤꯡ ꯑꯅꯤ ꯇꯔꯥ ꯅꯤꯄꯥꯥꯜꯗ ꯃꯍꯥꯛ ꯑꯁꯤ ꯏꯟꯗꯤꯌꯥ ꯂꯩꯉꯥꯛꯅ ꯄꯗꯃꯁ꯭ꯔꯤ ꯃꯅꯥ ꯄꯤꯗꯨꯅ ꯏꯟꯗꯤꯌꯥ ꯂꯩꯉꯥꯛꯅ ꯏꯀꯥꯢ ꯈꯨꯝꯅꯈ꯭ꯔꯦ꯫ ꯂꯤꯁꯤꯡ ꯑꯅꯤ ꯇꯔꯥꯃꯥꯄꯟꯗ ꯀꯇꯔ ꯃꯥꯂꯦꯝꯒꯤ ꯃꯁꯥꯟꯅꯗ ꯁꯅꯥꯒꯤ ꯃꯦꯗꯜ ꯐꯪꯈꯤ꯫ ꯃꯍꯥꯛꯅ ꯂꯤꯁꯤꯡ ꯑꯅꯤ ꯀꯨꯟꯗ ꯇꯣꯀ꯭ꯌꯣ ꯑꯣꯂꯤꯝꯄꯤꯛꯁꯇ ꯁꯤꯜꯚꯔ ꯃꯦꯗꯜ ꯐꯪꯈꯤ꯫ ꯂꯩꯄꯥꯛ ꯑꯁꯤꯒꯤ ꯄꯨꯋꯥꯔꯤ ꯑꯁꯤ ꯂꯩꯄꯥꯛ ꯑꯁꯤꯒꯤ ꯂꯝ ꯑꯃꯗꯤ ꯃꯤꯑꯣꯢꯁꯤꯡꯒꯤ ꯍꯧꯈꯤꯕ ꯃꯇꯝꯗ ꯊꯣꯛꯈꯤꯕ ꯋꯥꯔꯤ ꯄꯨꯝꯅꯃꯛꯅꯤ꯫ ꯃꯁꯤ ꯑꯔꯤꯕ, ꯃꯌꯥꯢꯋꯥꯢꯔꯞ ꯑꯣꯢꯕ (ꯃꯌꯥꯢ ꯊꯪꯕ), ꯑꯃꯗꯤ ꯑꯅꯧꯕ ꯍꯥꯢꯅ ꯃꯇꯝ ꯑꯍꯨꯝꯒꯤ ꯃꯇꯥꯡ ꯑꯍꯨꯝ ꯊꯣꯛꯅ ꯆꯥꯎꯔꯥꯛꯅ ꯈꯥꯢꯗꯣꯛꯄ ꯌꯥꯢ꯫ ꯑꯔꯤꯕ ꯃꯇꯝ ꯃꯌꯥꯢꯋꯥꯢꯔꯞ ꯑꯣꯢꯕ ꯃꯇꯝ ꯑꯅꯧꯕ ꯃꯇꯝ ꯂꯩꯄꯥꯛꯀꯤ ꯄꯨꯋꯥꯔꯤ ꯆꯠꯅ ꯀꯥꯡꯂꯣꯟ ꯑꯁꯤ ꯂꯩꯄꯥꯛ ꯑꯃꯒꯤ ꯑꯁꯨꯞꯄ ꯆꯠꯅ ꯀꯥꯡꯂꯣꯟ (ꯑꯁꯨꯞꯄ ꯆꯠꯅ ꯄꯊꯥꯞ) ꯑꯃꯅꯤ꯫ ꯂꯩꯄꯥꯛ ꯃꯌꯥꯝꯒꯤ ꯑꯁꯨꯞꯄ ꯆꯠꯅ ꯀꯥꯡꯂꯣꯟꯁꯤꯡ ꯁꯦꯟ ꯇꯣ ꯆꯤꯆꯤꯔꯣ ꯅꯣ ꯀꯥꯃꯤꯀꯥꯀꯨꯁꯤ ꯑꯁꯤ ꯏꯪ ꯀꯨꯝꯖꯥ ꯒꯤ ꯖꯄꯥꯅꯤꯁ ꯂꯣꯟꯒꯤ ꯑꯌꯦꯛꯄ ꯂꯥꯢꯁꯤꯡꯅ ꯁꯥꯟꯅꯕ ꯃꯃꯤ ꯀꯨꯝꯃꯩ ꯑꯃꯅꯤ꯫ ꯃꯁꯤ ꯍꯌꯥꯎ ꯃꯤꯌꯥꯓꯥꯀꯤꯅ ꯏꯕ ꯑꯃꯗꯤ ꯂꯝꯖꯤꯡ ꯂꯝꯇꯥꯛꯄꯅꯤ꯫ ꯁꯦꯟꯅꯣꯡ ꯑꯁꯤ ꯈꯥꯀꯤ ꯂꯩꯄꯥꯛ ꯀꯤ ꯂꯥꯢꯅꯤꯡꯒꯤ ꯋꯥꯔꯤꯗ ꯌꯥꯎꯕ ꯂꯧꯃꯤ ꯅꯨꯄꯥ ꯑꯃꯅꯤ꯫ ꯃꯍꯥꯛ ꯑꯁꯤ ꯆꯤꯉꯨ ꯈꯣꯌꯨꯝ ꯂꯥꯢ ꯑꯃꯒꯨꯝꯅ ꯂꯥꯠꯅꯩ꯫ ꯃꯍꯥꯛ ꯑꯁꯤ ꯈꯥꯀꯤ ꯂꯩꯄꯥꯛꯇ ꯅꯠꯇꯅ ꯚꯦꯠꯅꯥꯝꯗꯁꯨ ꯂꯥꯠꯅꯩ꯫ ꯁꯦꯟꯅꯣꯡ ꯑꯁꯤ ꯈꯥꯀꯤ ꯂꯩꯄꯥꯛ ꯀꯤ ꯑꯔꯤꯕ ꯃꯇꯝꯒꯤ ꯑꯍꯥꯟꯕ ꯂꯥꯢꯅꯤꯡꯊꯧꯅꯤ ꯍꯥꯢꯅ ꯂꯧꯅꯩ꯫ ꯃꯍꯥꯛꯅ ꯇꯥꯢꯕꯪ ꯃꯤꯑꯣꯢꯕꯒꯤ ꯂꯧꯎ ꯁꯤꯡꯎꯒꯤ ꯈꯨꯠꯁꯨ ꯈꯨꯠꯂꯥꯢ ꯄꯨꯊꯣꯛꯄꯗ ꯅꯠꯇꯅ ꯇꯥꯢꯕꯪ ꯃꯤꯑꯣꯢꯕꯒꯤ ꯑꯅꯥ ꯑꯌꯦꯛꯇ ꯂꯥꯢꯌꯦꯡꯕꯗ ꯃꯇꯦꯡ ꯑꯣꯢꯅꯕ ꯃꯅꯥ ꯃꯁꯤꯡꯒꯤ ꯍꯤꯗꯥꯛ ꯂꯥꯡꯊꯛꯁꯤꯡꯁꯨ ꯄꯨꯊꯣꯛꯂꯝꯃꯤ ꯊꯥꯖꯅꯩ꯫ ꯁꯦꯟꯇꯔ ꯐꯣꯔ ꯏꯟꯇꯔꯅꯦꯁꯅꯦꯜ ꯏꯟꯚꯥꯏꯔꯟꯃꯦꯟꯇ ꯂꯣ ꯅꯣꯡꯄꯣꯛ ꯀꯩꯊꯦꯜꯃꯥꯟꯕꯤ ꯃꯐꯝ ꯑꯁꯤ ꯂꯩꯀꯥꯢ ꯑꯍꯥꯟꯕ, ꯑꯅꯤꯁꯨꯕ ꯑꯃꯗꯤ ꯑꯍꯨꯝꯁꯨꯕ ꯍꯥꯢꯅ ꯈꯥꯢꯗꯣꯛꯏ꯫ ꯃꯗꯨꯒꯤ ꯃꯅꯨꯡꯗ ꯑꯍꯥꯟꯕꯒꯤꯁꯤ ꯃꯌꯥꯢꯊꯪꯕ ꯅꯨꯡꯒꯤ ꯄꯣꯠꯁꯛ ꯁꯤꯖꯤꯟꯅꯕ ꯃꯇꯝꯒꯤ ꯑꯣꯢ꯫ ꯑꯗꯨꯒ ꯑꯀꯣꯟꯕꯒꯤ ꯑꯅꯤꯁꯤꯅ ꯑꯔꯤꯕ ꯅꯨꯡꯒꯤ ꯄꯣꯠꯁꯛ ꯁꯤꯖꯤꯟꯅꯕ ꯃꯇꯝꯒꯤꯅꯤ꯫ ꯊꯥꯔꯣꯟ ꯁꯨꯔꯨꯡ ꯂꯤꯁꯤꯡ ꯑꯃꯒ ꯆꯃꯥꯄꯟ ꯍꯨꯝꯐꯨꯇꯔꯥ ꯃꯥꯄꯟꯗ ꯑꯍꯥꯟꯕ ꯑꯣꯢꯅ ꯊꯤ ꯍꯨꯝꯕ ꯆꯠꯊꯈꯤꯕ ꯃꯐꯝꯁꯤ ꯅ ꯂꯤꯁꯤꯡ ꯑꯃꯒ ꯆꯃꯥꯄꯟ ꯃꯔꯤꯐꯨꯇꯔꯥ ꯃꯥꯄꯟꯗ ꯑꯃꯨꯛꯀ ꯊꯤ ꯍꯨꯝꯕ ꯗ ꯁꯨꯔꯨꯡ ꯃꯉꯥ ꯐꯪꯂꯛꯈꯤ꯫ ꯑꯅꯧꯕ ꯅꯨꯡꯒꯤ ꯃꯇꯝ ꯑꯅꯧꯕ ꯅꯨꯡꯒꯤ ꯄꯣꯠꯁꯛ ꯁꯤꯖꯤꯟꯅꯕ ꯃꯇꯝ ꯑꯁꯤ ꯅꯨꯡꯒꯤ ꯃꯇꯝ ꯑꯍꯨꯝꯒꯤ ꯃꯅꯨꯡꯗ ꯈ꯭ꯋꯥꯢꯗꯒꯤ ꯑꯔꯣꯢꯕ ꯅꯠꯇ꯭ꯔꯒ ꯑꯊꯦꯡꯕ ꯃꯇꯝꯅꯤ꯫ ꯃꯇꯝ ꯑꯁꯤꯒꯤ ꯄꯣꯠꯁꯛ ꯐꯪꯕ ꯃꯐꯝ ꯃꯅꯤꯄꯨꯔꯗ ꯃꯔꯤ ꯂꯩ꯫ ꯑꯣꯛꯇꯣꯕꯔ, ꯂꯤꯁꯤꯡ ꯑꯃꯒ ꯆꯃꯥꯄꯟ ꯍꯨꯝꯐꯨ ꯇꯔꯦꯠꯇ ꯀꯥꯕꯣꯛ ꯀꯥꯕꯣꯛ ꯇꯧꯊꯣꯛ ꯈꯣꯠꯊꯣꯛꯄꯗ ꯅꯨꯡꯒꯤ ꯄꯣꯠꯁꯛ ꯈꯔ ꯐꯪꯏ꯫ ꯑꯗꯨꯕꯨ ꯃꯌꯦꯛ ꯁꯦꯡꯅ ꯊꯤ ꯍꯨꯝꯕ ꯇꯧꯗ꯭ꯔꯤ꯫ ꯅꯣꯡꯄꯣꯛ ꯀꯩꯊꯦꯜꯃꯥꯟꯕꯤ ꯑꯔꯤꯕ ꯑꯃꯗꯤ ꯃꯌꯥꯢꯊꯪꯕ ꯅꯨꯡꯒꯤ ꯄꯣꯠꯁꯛ ꯁꯤꯖꯤꯟꯅꯕ ꯃꯇꯝꯒꯤ ꯄꯣꯠꯁꯛ ꯐꯪꯕꯗ ꯅꯠꯇꯅ ꯑꯅꯧꯕ ꯅꯨꯡꯒꯤ ꯄꯣꯠꯁꯛ ꯁꯤꯖꯤꯟꯅꯕ ꯃꯇꯝꯒꯤ ꯄꯣꯠꯁꯛꯁꯨ ꯃꯐꯝ ꯑꯁꯤꯗꯒꯤ ꯐꯪꯏ꯫ ꯃꯁꯤꯗ ꯃꯄꯨꯡ ꯑꯣꯢꯅ ꯑꯃꯗꯤ ꯌꯥꯎꯔꯤ꯫